ꯃꯔꯨꯑꯣꯏꯕꯥ ꯀ꯭ꯂꯥꯏꯟꯁ ꯑꯃꯗꯥ ꯔꯤꯃꯥꯏꯟꯗꯔ ꯑꯃꯥ ꯊꯥꯅꯕꯥ ꯏꯃꯦꯖ ꯇꯦꯝꯄ꯭ꯂꯦꯠ ꯑꯃꯥ ꯁꯦꯝꯃꯨ꯫ ꯅꯨꯡꯁꯤꯖꯔꯕꯥ ꯀ꯭ꯂꯥꯏꯟꯁꯇ ꯅꯦꯝ, ꯏꯃꯦꯖ ꯑꯁꯤꯅꯥ ꯑꯗꯣꯝꯕꯨ ꯐꯖꯅꯥ ꯎꯕꯥ ꯐꯪꯒꯅꯤ ꯍꯥꯢꯅꯥ ꯑꯩꯅꯥ ꯊꯥꯖꯩ꯫ ꯑꯩꯍꯥꯛꯅꯥ ꯇꯥꯡ ꯗꯥ ,ꯃꯇꯝ ꯗꯥ ꯑꯩꯈꯣꯢꯒꯤ ꯁꯦꯗ꯭ꯌꯨꯜ ꯇꯧꯔꯕꯥ ꯑꯦꯄꯣꯏꯟꯇꯃꯦꯟꯠ ꯃꯤꯐꯝ ꯀꯣꯜ ꯑꯗꯨ ꯅꯤꯡꯁꯤꯡꯍꯟꯅꯕꯥ ꯏꯔꯤ꯫ ꯑꯩꯈꯣꯢꯒꯤ ꯃꯃꯜ ꯌꯥꯝꯂꯕꯥ ꯀ꯭ꯂꯥꯏꯟꯁꯁꯤꯡꯒꯤ ꯃꯔꯛꯇꯥ ꯑꯃꯥ ꯑꯣꯏꯅꯥ ꯑꯩꯈꯣꯢꯅꯥ ꯁꯕꯖꯦꯛꯇ ꯑꯞꯗꯦꯠ ꯄ꯭ꯔꯣꯖꯦꯛꯇ ꯄ꯭ꯔꯣꯒ꯭ꯔꯦꯁ ꯈꯟꯅꯕꯒꯤ ꯈꯨꯗꯣꯡꯆꯥꯕꯥ ꯑꯁꯤ ꯊꯥꯒꯠꯂꯤ ꯑꯃꯁꯨꯡ ꯊꯥꯖꯕꯥ ꯊꯝꯂꯤ꯫ ꯃꯁꯤꯒꯤ ꯑꯦꯄꯣꯏꯟꯇꯃꯦꯟꯠ ꯃꯤꯇꯤꯡ ꯀꯣꯜ ꯑꯁꯤꯒꯤꯗꯃꯛꯇꯥ ꯁꯦꯝ-ꯁꯥꯗꯨꯅꯥ, ꯆꯥꯟꯕꯤꯗꯨꯅꯥ ꯅꯍꯥꯛꯅꯥ ꯈꯟꯅꯅꯩꯅꯕꯥ ꯄꯥꯝꯂꯤꯕꯥ ꯃꯆꯥꯛ ꯅꯠꯇ꯭ꯔꯒꯥ ꯏꯟꯐꯣꯔꯃꯦꯁꯟ ꯑꯃꯍꯦꯛꯇꯕꯨ ꯊꯥꯕꯤꯔꯛꯎ꯫ ꯑꯩꯈꯣꯢꯒꯤ ꯑꯗꯣꯝꯒꯤ ꯃꯇꯝ ꯑꯃꯁꯨꯡ ꯋꯥꯁꯛ ꯑꯗꯨ ꯑꯩꯈꯣꯢꯅꯥ ꯃꯃꯜ ꯌꯥꯝꯅꯥ ꯊꯝꯂꯤ ꯑꯃꯁꯨꯡ ꯑꯊꯨꯕꯥ ꯃꯇꯝꯗꯥ ꯑꯗꯣꯝꯒꯥ ꯋꯥꯔꯤ ꯁꯥꯅꯒꯅꯤ ꯍꯥꯢꯅꯥ ꯊꯥꯖꯩ꯫ ꯌꯥꯏꯐ-ꯄꯥꯎꯖꯦꯜ ꯄꯤꯖꯔꯤ ꯃꯊꯪꯒꯤ ꯊꯥ ꯇꯔꯨꯛꯇꯥ ꯄꯥꯟꯗꯝ ꯑꯃꯥ ꯐꯪꯅꯕꯥ ꯊꯧꯔꯥꯡ ꯑꯃꯥ ꯁꯦꯝꯃꯨ꯫ ꯑꯩꯒꯤ ꯄꯥꯟꯗꯝꯗꯤ ꯑꯩꯒꯤ ꯋꯦꯕꯁꯥꯏꯠꯀꯤ ꯇ꯭ꯔꯥꯐꯤꯛ ꯑꯁꯤ ꯁꯔꯨꯛ ꯑꯅꯤ ꯍꯦꯟꯒꯠꯍꯟꯕꯅꯤ꯫ ꯃꯊꯪꯒꯤ ꯊꯥ ꯇꯔꯨꯛꯇꯥ ꯅꯍꯥꯛꯀꯤ ꯋꯦꯕꯁꯥꯏꯠ ꯇ꯭ꯔꯥꯐꯤꯛ ꯑꯁꯤ ꯁꯔꯨꯛ ꯑꯅꯤ ꯍꯦꯟꯒꯠꯍꯟꯅꯕꯥ ꯅꯍꯥꯛꯀꯤ ꯄꯥꯟꯗꯝ ꯑꯗꯨ ꯐꯪꯅꯕꯥ ꯅꯍꯥꯛꯅꯥ ꯇꯨꯡ ꯏꯟꯕꯥ ꯌꯥꯕꯥ ꯄ꯭ꯂꯥꯟ ꯑꯃꯥ ꯌꯥꯎꯔꯤ, ꯅꯍꯥꯛꯀꯤ ꯇꯥꯔꯒꯦꯠ ꯑꯣꯗꯤꯁꯟ ꯑꯗꯨ ꯂꯦꯊꯣꯛꯎ: ꯅꯍꯥꯛꯀꯤ ꯋꯦꯕꯁꯥꯏꯠꯀꯤ ꯇ꯭ꯔꯥꯐꯤꯛ ꯍꯦꯟꯒꯠꯍꯟꯅꯕꯥ, ꯅꯍꯥꯛꯀꯤ ꯇꯥꯔꯒꯦꯠ ꯑꯣꯗꯤꯁꯟ- ꯃꯈꯣꯢꯒꯤ ꯑꯄꯥꯝꯕꯁꯤꯡ, ꯗꯦꯃꯣꯒ꯭ꯔꯥꯐꯤꯛ ꯑꯃꯁꯨꯡ ꯂꯝꯆꯠ-ꯁꯥꯖꯠ꯫ ꯀꯝꯄꯤꯇꯤꯇꯔꯁꯤꯡ ꯑꯦꯅꯥꯂꯥꯏꯖ ꯇꯧꯕꯥ ꯇ꯭ꯔꯥꯐꯤꯛ ꯌꯥꯝꯅꯥ ꯂꯩꯕꯥ ꯅꯍꯥꯛꯀꯤ ꯀꯝꯄꯤꯇꯤꯇꯔꯁꯤꯡ ꯑꯗꯨ ꯍꯦꯟꯅꯥ ꯅꯛꯅꯥ ꯌꯦꯡꯗꯨꯅꯥ ꯃꯈꯣꯢꯅꯥ ꯃꯈꯣꯢꯒꯤ ꯋꯦꯕꯁꯥꯏꯠꯇꯥ ꯚꯤꯖꯤꯇꯔꯁꯤꯡꯕꯨ ꯄꯨꯛꯅꯤꯡ ꯆꯤꯡꯁꯤꯟꯍꯟꯕꯥ ꯀꯔꯤ ꯁꯇ꯭ꯔꯦꯇꯦꯖꯤꯁꯤꯡ ꯁꯤꯖꯤꯟꯅꯔꯤꯕꯒꯦ ꯍꯥꯢꯕꯗꯨ ꯈꯪꯗꯣꯛꯎ꯫ ꯍꯥꯏꯔꯤꯕꯥ ꯁꯇ꯭ꯔꯦꯇꯦꯖꯤꯁꯤꯡ ꯑꯁꯤ ꯑꯦꯗꯣꯞꯇ ꯇꯧꯕꯅꯥ ꯅꯍꯥꯛꯀꯤ ꯋꯦꯕꯁꯥꯏꯇꯗꯁꯨ ꯇ꯭ꯔꯥꯐꯤꯛ ꯍꯦꯡꯒꯠꯍꯟꯕꯗꯥ ꯃꯇꯦꯡ ꯄꯥꯡꯒꯅꯤ꯫ ꯅꯍꯥꯛꯀꯤ ꯑꯣꯞꯇꯤꯃꯥꯏꯖ ꯇꯧꯕꯥ ꯅꯍꯥꯛꯀꯤ ꯋꯦꯕꯁꯥꯏꯇꯀꯤ ꯑꯣꯞꯇꯤꯃꯥꯏꯖ ꯇꯧꯕꯥ ꯑꯁꯤ ꯌꯥꯝꯅꯥ ꯃꯔꯨꯑꯣꯏ ꯃꯔꯝ ꯑꯗꯨꯅꯥ ꯁꯔꯆ ꯏꯟꯖꯤꯟꯁꯤꯡꯅꯥ ꯅꯍꯥꯛꯀꯤ ꯄꯦꯖꯁꯤꯡ ꯑꯗꯨ ꯐꯖꯅꯥ ꯊꯤꯕꯥ ꯑꯃꯁꯨꯡ ꯏꯟꯗꯦꯛꯁ ꯇꯧꯕꯥ ꯉꯝꯒꯅꯤ꯫ ꯅꯍꯥꯛꯀꯤ ꯋꯦꯕꯁꯥꯏꯇꯅꯥ ꯃꯔꯤ ꯂꯩꯅꯕꯥ ꯀꯤ-ꯋꯥꯔꯗꯁꯤꯡ ꯃꯦꯇꯥ ꯗꯤꯁꯀ꯭ꯔꯤꯞꯁꯟꯁꯤꯡ ꯑꯃꯁꯨꯡ ꯇꯥꯏꯞꯁꯤꯡ ꯁꯤꯖꯤꯟꯅꯕ꯭ꯔꯥ ꯍꯥꯢꯕꯗꯨ ꯁꯣꯢꯗꯅꯥ ꯈꯪꯗꯣꯛꯎ꯫ ꯁꯣꯁꯤꯑꯦꯜ ꯃꯤꯗꯤꯌꯥ ꯂꯤꯚꯔ ꯇꯧꯕꯥ: ꯁꯣꯁꯤꯑꯦꯜ ꯃꯤꯗꯤꯌꯥ ꯑꯁꯤ ꯑꯗꯣꯝꯒꯤ ꯋꯦꯕꯁꯥꯏꯠꯇꯥ ꯇ꯭ꯔꯥꯐꯤꯛ ꯍꯦꯟꯒꯠꯍꯟꯕꯗꯥ ꯃꯇꯦꯡ ꯄꯥꯡꯕꯥ ꯉꯝꯕꯥ ꯁꯛꯇꯤ ꯂꯩꯕꯥ ꯈꯨꯠꯂꯥꯢ ꯑꯃꯅꯤ꯫ ꯁꯣꯁꯤꯑꯦꯜ ꯃꯤꯗꯤꯌꯥꯗꯥ ꯅꯍꯥꯛꯀꯤ ꯀꯟꯇꯦꯟꯇ ꯑꯗꯨ ꯁꯦꯌꯔ ꯇꯧꯕꯤꯌꯨ, ꯅꯍꯥꯛꯀꯤ ꯑꯣꯗꯤꯑꯣꯁꯤꯡꯒꯥ ꯂꯣꯢꯅꯅꯥ ꯑꯦꯡꯒꯦꯖ ꯇꯧꯕꯤꯌꯨ ꯑꯃꯁꯨꯡ ꯅꯍꯥꯛꯀꯤ ꯁꯥꯏꯇ ꯚꯤꯖꯤꯇꯔ ꯍꯦꯟꯅꯥ ꯄꯨꯛꯅꯤꯡ ꯆꯤꯡꯁꯤꯟꯍꯟꯅꯕꯥ ꯁꯣꯁꯤꯑꯦꯜ ꯃꯤꯗꯤꯌꯥ ꯑꯦꯗꯁꯤꯡ ꯆꯠꯄꯤꯌꯨ꯫ ꯃꯒꯨꯟ ꯂꯩꯕꯥ ꯀꯟꯇꯦꯟꯇ ꯁꯦꯝꯕꯥ: ꯅꯍꯥꯛꯀꯤ ꯇꯥꯔꯒꯦꯠ ꯑꯣꯗꯤꯁꯟꯒꯤ ꯃꯊꯧ ꯇꯥꯕꯁꯤꯡ ꯑꯗꯨ ꯌꯦꯡꯁꯤꯜꯂꯤꯕꯥ ꯑꯋꯥꯡꯕꯥ ꯊꯥꯛꯀꯤ ꯀꯟꯇꯦꯟꯇ ꯂꯦꯞꯇꯅꯥ ꯄꯨꯊꯣꯛꯄꯅꯤ ꯊꯥꯖꯕꯥ ꯍꯦꯟꯒꯠꯍꯟꯕꯗꯥ ꯃꯇꯦꯡ ꯄꯥꯡꯒꯅꯤ ꯑꯃꯁꯨꯡ ꯅꯍꯥꯛꯀꯤ ꯋꯦꯕꯁꯥꯏꯠꯇꯥ ꯑꯣꯔꯒꯥꯅꯤꯛ ꯇ꯭ꯔꯥꯐꯤꯛ ꯍꯦꯟꯒꯠꯍꯟꯒꯅꯤ꯫ ꯏꯃꯦꯜ ꯃꯥꯔꯀꯦꯇꯤꯡ ꯁꯤꯖꯤꯟꯅꯧ: ꯅꯍꯥꯛꯀꯤ ꯁꯕꯁ꯭ꯛꯔꯥꯏꯕꯔꯁꯤꯡꯗꯥ ꯌꯧꯍꯟꯅꯕꯥ ꯑꯃꯁꯨꯡ ꯅꯍꯥꯛꯀꯤ ꯋꯦꯕꯁꯥꯏꯠꯇꯥ ꯑꯅꯧꯕꯥ ꯀꯟꯇꯦꯟꯇ ꯅꯠꯇ꯭ꯔꯒꯥ ꯄ꯭ꯔꯣꯃꯣꯁꯟꯁꯤꯡꯒꯤ ꯃꯇꯥꯡꯗꯥ ꯃꯈꯣꯢꯕꯨ ꯑꯞꯗꯦꯠ ꯇꯧꯅꯕꯥ ꯏꯃꯦꯖ ꯃꯥꯔꯀꯦꯇꯤꯡ ꯁꯤꯖꯤꯟꯅꯧ꯫ ꯅꯍꯥꯛꯀꯤ ꯋꯦꯕꯁꯥꯏꯠ ꯑꯦꯅꯥꯂꯥꯏꯇꯤꯛꯁ ꯌꯦꯡꯁꯤꯟꯕꯥ: ꯅꯍꯥꯛꯀꯤ ꯋꯦꯕꯁꯥꯏꯠꯀꯤ ꯇ꯭ꯔꯥꯐꯤꯛ ꯇ꯭ꯔꯦꯛ ꯇꯧꯅꯕꯥ ꯑꯃꯁꯨꯡ ꯀꯔꯤ ꯁꯣꯔꯁꯁꯤꯡꯅꯥ ꯈ꯭ꯋꯥꯏꯗꯒꯤ ꯌꯥꯝꯅꯥ ꯇ꯭ꯔꯥꯐꯤꯛ ꯄꯨꯔꯛꯄꯒꯦ ꯍꯥꯢꯕꯗꯨ ꯈꯪꯗꯣꯛꯅꯕꯥ ꯋꯦꯕꯁꯥꯏꯠ ꯑꯦꯅꯥꯂꯥꯏꯇꯤꯛꯁ ꯇꯨꯜꯁꯤꯡ ꯁꯤꯖꯤꯟꯅꯧ꯫ ꯃꯗꯨꯒꯤ ꯃꯇꯨꯡ ꯏꯟꯅꯥ ꯅꯍꯥꯛꯀꯤ ꯁꯇ꯭ꯔꯦꯇꯦꯖꯤꯁꯤꯡ ꯑꯗꯨ ꯔꯤꯐꯥꯏꯟꯅꯥ ꯇꯧ꯫ ꯄ꯭ꯂꯥꯟ ꯑꯁꯤ ꯉꯥꯛꯅꯥ ꯆꯠꯇꯨꯅꯥ ꯑꯃꯁꯨꯡ ꯅꯍꯥꯛꯀꯤ ꯋꯦꯕꯁꯥꯏꯠ ꯑꯁꯤ ꯐꯒꯠꯍꯟꯅꯕꯥ ꯂꯦꯞꯇꯅꯥ ꯊꯕꯛ ꯇꯧꯗꯨꯅꯥ, ꯅꯍꯥꯛꯅꯥ ꯃꯊꯪꯒꯤ ꯊꯥ ꯇꯔꯨꯛꯇꯥ ꯅꯍꯥꯛꯀꯤ ꯋꯦꯕꯁꯥꯏꯠꯀꯤ ꯇ꯭ꯔꯥꯐꯤꯛ ꯑꯁꯤ ꯁꯔꯨꯛ ꯑꯅꯤ ꯍꯦꯟꯒꯠꯍꯟꯕꯒꯤ ꯄꯥꯟꯗꯝ ꯑꯗꯨ ꯐꯪꯕꯥ ꯉꯝꯒꯅꯤ꯫